ꯀ꯭ꯂꯥꯎꯗ ꯀꯝꯄ꯭ꯌꯨꯇꯤꯡꯅ ꯕꯤꯖꯤꯅꯦꯁꯁꯤꯡꯗ ꯀꯔꯤ ꯀꯥꯟꯅꯕꯥ ꯄꯤꯔꯤꯕꯒꯦ? ꯀ꯭ꯂꯥꯎꯗ ꯀꯝꯄ꯭ꯌꯨꯇꯤꯡꯅ ꯁꯥꯏꯖ ꯈꯨꯗꯤꯡꯃꯛꯀꯤ ꯕꯤꯖꯤꯅꯦꯁꯁꯤꯡꯗ ꯀꯥꯟꯅꯕ ꯀꯌꯥ ꯄꯤꯔꯤ ꯃꯈꯣꯢꯁꯤꯡ ꯑꯗꯨꯗꯤ- ꯃꯃꯜ ꯍꯟꯊꯕꯥ: ꯀ꯭ꯂꯥꯎꯗ ꯏꯅꯐ꯭ꯔꯥꯁ꯭ꯇꯔꯛꯆꯔ ꯁꯤꯖꯤꯟꯅꯗꯨꯅ ꯕꯤꯖꯤꯅꯦꯁꯁꯤꯡꯅ ꯍꯥꯔꯗꯋꯦꯌꯔ ꯑꯃꯁꯨꯡ ꯁꯣꯐꯋꯦꯌꯔ ꯌꯣꯟꯕ ꯑꯃꯁꯨꯡ ꯁꯦꯟꯅꯕꯒꯤ ꯃꯃꯜꯒꯥ ꯂꯣꯢꯅꯅ ꯆꯠꯊꯔꯤꯕ ꯑꯣꯄ꯭ꯔꯦꯇꯤꯡ ꯑꯦꯛꯁꯄꯦꯟꯁꯟꯁꯤꯡꯗꯒꯤ ꯉꯥꯛꯊꯣꯛꯄ ꯉꯝꯒꯅꯤ꯫ ꯃꯁꯤꯅ ꯕꯤꯖꯤꯅꯦꯁꯁꯤꯡꯕꯨ ꯆꯥꯎꯈꯠꯄ ꯊꯧꯒꯠꯂꯤꯕ ꯃꯔꯨꯑꯣꯏꯕ ꯂꯝꯁꯤꯡꯗ ꯍꯦꯟꯅ ꯁꯦꯜ ꯊꯥꯗꯕ ꯉꯝꯍꯜꯂꯤ꯫ ꯁ꯭ꯀꯦꯂꯦꯕꯤꯂꯤꯇꯤ: ꯀ꯭ꯂꯥꯎꯗ ꯀꯝꯞꯌꯨꯇꯤꯡꯅ ꯕꯤꯖꯤꯅꯦꯁꯁꯤꯡꯅ ꯍꯣꯡꯂꯛꯂꯤꯕ ꯗꯤꯃꯥꯟꯗꯁꯤꯡ ꯑꯗꯨ ꯊꯦꯡꯅꯅꯕꯥ ꯃꯈꯣꯢꯒꯤ ꯏꯟꯐꯣꯔꯃꯦꯁꯟ ꯇꯦꯛꯅꯣꯂꯣꯖꯤ ꯐ꯭ꯂꯦꯛꯁꯤꯕꯤꯂꯤꯇꯤꯒꯤ ꯊꯥꯛ ꯑꯁꯤꯅꯥ ꯀꯝꯄꯦꯅꯤꯁꯤꯡꯅꯥ ꯏꯟꯐꯣꯔꯃꯦꯁꯟ ꯇꯦꯛꯅꯣꯂꯣꯖꯤ ꯆꯥꯡꯒꯤ ꯃꯇꯥꯡꯗ ꯋꯥꯈꯜ ꯋꯥꯕ ꯂꯩꯇꯅꯥ ꯃꯈꯣꯢꯒꯤ ꯑꯣꯄꯔꯦꯁꯟꯁꯤꯡ ꯆꯥꯎꯈꯠꯍꯟꯕ ꯑꯃꯁꯨꯡ ꯄꯥꯛꯊꯣꯛ ꯆꯥꯎꯊꯣꯛꯍꯟꯕꯗ ꯂꯥꯏꯍꯟꯂꯤ꯫ ꯍꯦꯟꯒꯠꯄ ꯄꯨꯟꯅ ꯊꯕꯛ ꯇꯧꯃꯤꯟꯅꯕ: ꯀ꯭ꯂꯥꯎꯗꯇ ꯌꯨꯝꯐꯝ ꯑꯣꯏꯕ ꯐꯜꯁꯤꯡꯅ ꯊꯕꯛ ꯇꯧꯔꯤꯕꯁꯤꯡꯕꯨ ꯇꯣꯉꯥꯟ ꯇꯣꯉꯥꯟꯕ ꯃꯐꯝꯁꯤꯡꯗꯒꯤ ꯔꯤꯑꯦꯜ-ꯇꯥꯏꯝꯗ ꯄꯨꯟꯅ ꯊꯕꯛ ꯇꯧꯃꯤꯟꯅꯕ ꯌꯥꯍꯜꯂꯤ꯫ ꯃꯁꯤꯅꯋꯥꯔꯤ ꯋꯥꯇꯥꯏ ꯑꯃꯁꯨꯡ ꯄꯣꯠꯊꯣꯛ ꯐꯒꯠꯍꯜꯂꯤ꯫ ꯗꯤꯖꯥꯁ꯭ꯇꯔ ꯔꯤꯀꯣꯚꯔꯤ: ꯀ꯭ꯂꯥꯎꯗꯇ ꯗꯦꯇꯥ ꯊꯝꯕꯅ ꯕꯤꯖꯤꯅꯦꯁꯁꯤꯡꯗ ꯈꯨꯗꯣꯡꯊꯤꯕꯁꯤꯡꯗꯒꯤ ꯊꯨꯅꯥ ꯐꯒꯠꯂꯛꯄꯗ ꯃꯇꯦꯡ ꯄꯥꯡꯉꯤ ꯃꯔꯝꯗꯤ ꯃꯈꯣꯢꯒꯤ ꯃꯔꯨꯑꯣꯏꯕ ꯗꯦꯇꯥ ꯑꯗꯨ ꯌꯥꯝꯅ ꯆꯦꯛꯁꯤꯟꯅ ꯃꯐꯝ ꯆꯥꯕ ꯃꯐꯝ ꯑꯃꯗ ꯊꯝꯃꯤ꯫ ꯑꯣꯇꯣꯃꯦꯇꯤꯛ ꯁꯣꯐꯇꯋꯥꯌꯔ ꯑꯄꯗꯦꯠꯁꯤꯡ: ꯀ꯭ꯂꯥꯎꯗꯇ ꯌꯨꯝꯐꯝ ꯑꯣꯏꯕ ꯐꯜꯁꯤꯡ ꯑꯁꯤ ꯈ꯭ꯋꯥꯏꯗꯒꯤ ꯅꯧꯕ ꯁꯣꯐꯇꯋꯥꯌꯔ ꯚꯔꯖꯟꯁꯤꯡ ꯑꯃꯁꯨꯡ ꯁꯦꯀ꯭ꯌꯨꯔꯤꯇꯤ ꯄꯦꯆꯁꯤꯡꯒꯥ ꯂꯣꯢꯅꯅꯥ ꯑꯣꯇꯣꯃꯦꯇꯦꯗ ꯑꯣꯏꯅ ꯑꯄꯗꯦꯠ ꯇꯧꯏ ꯃꯁꯤꯅꯥ ꯃꯅꯨꯡꯒꯤ ꯏꯟꯐꯣꯔꯃꯦꯁꯟ ꯇꯦꯛꯅꯣꯂꯣꯖꯤꯒꯤ ꯇꯤꯝꯁꯤꯡꯗ ꯊꯕꯛ ꯃꯌꯥꯝ ꯅꯟꯁꯟꯕ ꯍꯟꯊꯍꯜꯂꯤ ꯑꯃꯁꯨꯡ ꯕꯤꯖꯤꯅꯦꯁꯁꯤꯡꯅ ꯈ꯭ꯋꯥꯏꯗꯒꯤ ꯅꯧꯕꯥ ꯐꯤꯆꯔꯁꯤꯡ ꯍꯥꯞꯄ ꯁꯦꯝꯕ ꯉꯝꯍꯜꯂꯤ꯫ ꯔꯤꯃꯣꯠ ꯑꯦꯛꯁꯦꯁ: ꯀ꯭ꯂꯥꯎꯗ ꯀꯝꯄ꯭ꯌꯨꯇꯤꯡꯒ ꯂꯣꯢꯅꯅ ꯊꯕꯛ ꯇꯧꯔꯤꯕ ꯃꯤꯁꯤꯡꯅ ꯃꯥꯂꯦꯝꯒꯤ ꯃꯐꯝ ꯑꯃꯗꯒꯤ ꯀꯝꯄꯦꯅꯤꯒꯤ ꯗꯦꯇꯥ ꯑꯃꯁꯨꯡ ꯑꯦꯄ꯭ꯂꯤꯀꯦꯁꯟꯁꯤꯡ ꯍꯥꯞꯀꯠꯄ ꯌꯥꯏ ꯃꯁꯤꯅ ꯕꯤꯖꯤꯅꯦꯁꯁꯤꯡꯅ ꯃꯣꯕꯥꯏꯜ ꯋꯥꯔꯛꯐꯣꯔꯁ ꯑꯃ ꯁꯦꯝꯒꯠꯄ ꯑꯃꯁꯨꯡ ꯔꯤꯃꯣꯠ ꯋꯥꯔꯀꯤꯡ ꯁꯄꯣꯔꯠ ꯇꯧꯕꯗꯥ ꯂꯥꯏꯊꯣꯛꯍꯜꯂꯤ꯫ ꯑꯄꯨꯟꯕ ꯑꯣꯏꯅ ꯀ꯭ꯂꯥꯎꯗ ꯀꯝꯄ꯭ꯌꯨꯇꯤꯡꯅ ꯕꯤꯖꯤꯅꯦꯁꯁꯤꯡꯗ ꯃꯃꯜ, ꯁ꯭ꯀꯦꯂꯦꯕꯤꯂꯤꯇꯤ, ꯀꯣꯂꯥꯕꯣꯔꯦꯁꯟ, ꯗꯤꯖꯥꯁ꯭ꯇꯔ ꯔꯤꯀꯣꯚꯔꯤ, ꯑꯣꯇꯣꯃꯦꯇꯤꯛ ꯁꯣꯐꯋꯦꯌꯔ ꯑꯄꯗꯦꯠ, ꯑꯃꯁꯨꯡ ꯔꯤꯃꯣꯠ ꯑꯦꯛꯁꯦꯁꯀꯤ ꯃꯇꯥꯡꯗꯥ ꯃꯔꯨꯑꯣꯏꯕ ꯀꯥꯟꯅꯕ ꯀꯌꯥ ꯄꯤꯔꯤ ꯃꯁꯤꯅꯥ ꯀꯝꯄꯦꯅꯤꯁꯤꯡꯅ ꯃꯈꯣꯢꯒꯤ ꯃꯔꯨꯑꯣꯏꯕ ꯕꯤꯖꯤꯅꯦꯁꯇ ꯃꯤꯠꯌꯦꯡ ꯊꯝꯕ ꯑꯃꯁꯨꯡ ꯆꯥꯎꯈꯠꯄꯗ ꯊꯧꯒꯠꯄꯥ ꯌꯥꯍꯜꯂꯤ꯫ ꯅꯍꯥꯛꯀꯤ ꯏꯃꯦꯜꯒꯤ ꯄꯥꯁꯋꯥꯔꯗ ꯑꯗꯨꯗꯤ ꯃꯤꯐꯝ ꯑꯃꯗ ꯁꯔꯨꯛ ꯌꯥꯕ ꯃꯇꯝꯗ ꯃꯇꯤꯛ ꯆꯥꯕ ꯏꯇꯤꯀꯦꯠ ꯁꯤꯖꯤꯟꯅꯅꯕꯒꯤꯗꯃꯛ ꯔꯨꯜ ꯁꯦꯠ ꯑꯃꯥ ꯁꯦꯝꯕꯥ꯫ ꯃꯇꯝ ꯆꯥꯅꯥ ꯂꯩꯕꯥ: ꯃꯇꯝ ꯆꯥꯅꯥ ꯌꯧꯕꯥ ꯑꯃꯁꯨꯡ ꯈꯟꯅ-ꯅꯩꯅꯕꯗꯥ ꯁꯔꯨꯛ ꯌꯥꯅꯕ ꯁꯦꯝ-ꯁꯥꯕꯥ꯫ ꯃꯇꯤꯛ ꯆꯥꯅꯥ ꯄꯣꯠ ꯌꯣꯜꯂꯨ: ꯃꯤꯐꯝ ꯑꯃꯗ ꯁꯔꯨꯛ ꯌꯥꯕ ꯃꯇꯝꯗ ꯄꯣꯠꯆꯩ ꯌꯣꯟꯕ ꯅꯠꯇ꯭ꯔꯒ ꯄꯣꯠꯆꯩꯁꯤꯡꯒꯤ ꯃꯇꯥꯡꯗ ꯋꯥꯈꯜ ꯇꯥꯕꯤꯌꯨ꯫ ꯏꯀꯥꯏ ꯈꯨꯝꯅꯕ ꯎꯠꯄꯥ: ꯃꯤꯐꯝ ꯄꯥꯡꯊꯣꯛꯄ ꯑꯃꯁꯨꯡ ꯁꯔꯨꯛ ꯌꯥꯔꯤꯕ ꯃꯔꯨꯞꯁꯤꯡꯗ ꯃꯤꯅꯨꯡꯁꯤ ꯂꯩꯕꯥ ꯂꯣꯜ ꯑꯃꯁꯨꯡ ꯑꯦꯛꯇꯤꯕ ꯑꯣꯏꯅ ꯇꯥꯕꯥ ꯁꯤꯖꯤꯟꯅꯗꯨꯅ ꯏꯀꯥꯏ ꯈꯨꯝꯅꯕ ꯎꯠꯄ꯫ ꯏꯂꯦꯛꯇ꯭ꯔꯣꯅꯤꯛ ꯗꯤꯚꯥꯏꯁꯁꯤꯡ ꯊꯤꯡꯖꯤꯟꯕꯥ: ꯃꯤꯐꯝ ꯑꯗꯨꯗꯥ ꯑꯀꯥꯢꯕ ꯄꯤꯕꯥ ꯌꯥꯕ ꯐꯣꯟꯁꯤꯡ ꯑꯃꯁꯨꯡ ꯑꯇꯩ ꯏꯂꯦꯛꯇ꯭ꯔꯣꯅꯤꯛ ꯗꯤꯚꯥꯏꯁꯁꯤꯡ ꯊꯤꯡꯖꯤꯟꯕꯥ ꯫